ꯋꯥꯍꯩ ꯑꯃꯒꯤ ꯑꯔꯣꯏꯕꯗ ꯋꯥꯍꯪ ꯑꯃꯥ ꯇꯥꯛꯅꯕ ꯁꯤꯖꯤꯟꯅꯩ꯫ ꯀꯣꯂꯣꯟ: ꯂꯤꯁ꯭ꯠ ꯑꯃꯥ, ꯀꯣꯇꯦꯁꯟ ꯑꯃꯥ ꯅꯠꯇꯔꯒ ꯑꯦꯛꯁꯄꯂꯦꯟ ꯑꯃꯥ ꯌꯥꯎꯍꯟꯅꯕ ꯁꯤꯖꯤꯟꯅꯩ꯫ ꯁꯦꯃꯤꯀꯣꯂꯣꯟ: ꯋꯥꯍꯩ ꯑꯃꯗ ꯃꯅꯤꯡꯇꯝꯕ ꯀ꯭ꯂꯣꯖ ꯑꯅꯤ ꯌꯥꯎꯍꯟꯅꯕ ꯁꯤꯖꯤꯟꯅꯩ, ꯅꯠꯇꯔꯒ ꯑꯥꯏꯇꯦꯝꯁꯤꯡ ꯑꯗꯨꯗ ꯀꯣꯃꯥ ꯌꯥꯎꯕ ꯃꯇꯝꯗ ꯂꯤꯁ꯭ꯠ ꯑꯃꯗ ꯑꯥꯏꯇꯦꯝꯁꯤꯡ ꯇꯣꯉꯥꯟꯅ ꯊꯝꯅꯕꯥ ꯁꯤꯖꯤꯟꯅꯩ꯫ ꯑꯦꯄꯣꯁ꯭ꯇꯔꯣꯐ: ꯄꯣꯠ ꯂꯩꯕ ꯍꯥꯏꯕꯁꯤ ꯇꯥꯛꯄꯥ, ꯀꯟꯇꯔꯦꯛꯁꯟ ꯁꯦꯝꯕꯗ, ꯑꯃꯁꯨꯡ ꯀꯔꯤꯒꯨꯝꯕ ꯃꯇꯝꯗ ꯄ꯭ꯂꯨꯔꯥꯜ ꯁꯦꯝꯕꯗ ꯁꯤꯖꯤꯟꯅꯩ꯫ ꯀꯣꯑꯣꯇꯦꯁꯟ ꯃꯥꯔꯛ: ꯍꯛꯊꯦꯡꯅꯅꯥ ꯋꯥ ꯉꯥꯡꯕꯥ ꯇꯥꯛꯄꯗ ꯁꯤꯖꯤꯟꯅꯕ, ꯅꯠꯇꯔꯒ ꯋꯥꯍꯩ ꯅꯠꯇꯔꯒ ꯋꯥꯍꯩ ꯄꯔꯦꯡ ꯑꯃꯥ ꯑꯈꯟꯅꯕ ꯅꯠꯇꯔꯒ ꯏꯔꯣꯏꯕ ꯃꯑꯣꯡꯗꯥ ꯁꯤꯖꯤꯟꯅꯔꯤ ꯍꯥꯏꯕꯥ ꯇꯥꯛꯄꯗꯥ ꯁꯤꯖꯤꯟꯅꯩ꯫ ꯃꯈꯥꯒꯤ ꯋꯥꯍꯩ ꯄꯔꯦꯡ ꯑꯁꯤꯗꯥ ꯏꯃꯦꯖꯔꯤꯒꯤ ꯈꯨꯗꯝ ꯃꯉꯥ ꯈꯪꯗꯣꯛꯎ: ꯅꯨꯃꯤꯗꯥꯡꯒꯤ ꯅꯨꯡꯁꯤꯠ ꯑꯁꯤ ꯑꯩꯅ ꯃꯔꯨꯚꯨꯃꯤꯒꯤ ꯂꯝꯕꯤꯁꯤꯡꯗꯥ ꯊꯨꯅꯥ ꯌꯥꯡꯅ ꯆꯦꯟꯁꯤꯜꯂꯛꯄꯥ ꯃꯇꯝꯗ ꯑꯩꯒꯤ ꯀꯣꯠꯀꯤ ꯃꯅꯨꯡꯗ ꯆꯦꯟꯊꯔꯛꯄ ꯊꯣꯏꯗꯣꯛꯄꯥ ꯕ꯭ꯂꯦꯗ ꯑꯃꯒꯨꯝ ꯑꯣꯏꯈꯤ꯫ ꯑꯩꯅꯥ ꯆꯠꯂꯤꯉꯩꯗ ꯁ꯭ꯇꯔꯤꯠꯂꯥꯏꯠꯁꯤꯡ ꯐꯥꯎꯕ ꯊꯨꯅꯥ ꯌꯥꯡꯅ ꯆꯦꯜꯂꯛꯄꯥ ꯎꯈꯤ, ꯑꯃꯝꯕꯗ ꯅꯨꯡꯉꯥꯏꯕ ꯈꯔꯥ ꯐꯥꯎꯕ ꯄꯤꯕ ꯄꯥꯝꯈꯤꯗꯦ꯫ ꯅꯨꯡꯁꯤꯠꯀꯤ ꯅꯨꯡꯁꯤꯠ ꯑꯁꯤ ꯑꯩꯒꯤ ꯀꯣꯠꯀꯤ ꯃꯅꯨꯡꯗꯥ ꯆꯦꯟꯊꯔꯛꯄꯥ ꯁꯥꯊꯤꯕꯥ ꯕ꯭ꯂꯦꯗ ꯑꯃꯒꯨꯝ ꯑꯣꯏꯈꯤ ꯍꯥꯏꯕꯁꯤꯅ ꯑꯏꯕ ꯑꯁꯤꯅ ꯊꯦꯡꯅꯔꯤꯕ ꯊꯣꯏꯗꯣꯛꯄ ꯀꯣꯜꯗꯅꯦꯁꯀꯤ ꯇꯥꯛꯄꯤ ꯇꯝꯕꯤꯕ ꯏꯃꯦꯖ ꯑꯃꯥ ꯁꯦꯝꯃꯤ꯫ ꯑꯩꯅꯥ ꯃꯔꯨꯚꯨꯃꯤꯒꯤ ꯂꯝꯕꯤꯁꯤꯡꯗ ꯊꯨꯅ ꯌꯥꯡꯅ ꯆꯠꯈꯤ ꯍꯥꯏꯕꯁꯤꯅ ꯀꯅꯥꯒꯨꯝꯕ ꯑꯃꯅ ꯑꯍꯥꯡꯕ ꯂꯝꯕꯤꯁꯤꯡꯗ ꯂꯥꯟꯊꯦꯡꯅꯕꯒꯤ ꯚꯤꯖꯨꯑꯦꯜ ꯏꯃꯦꯖ ꯑꯃꯥ ꯁꯦꯝꯃꯤ꯫ ꯑꯩꯅꯥ ꯄꯥꯁ ꯇꯧꯔꯛꯄ ꯃꯇꯝꯗ ꯁ꯭ꯇꯔꯤꯠ ꯂꯥꯏꯠꯁꯤꯡ ꯐꯥꯎꯕ ꯊꯨꯝꯖꯤꯜꯂꯛꯄ ꯎꯈꯤ ꯍꯥꯏꯕꯁꯤꯅ ꯑꯃꯝꯕ ꯂꯝꯕꯤ ꯑꯃꯗ ꯃꯩ ꯊꯥꯗꯣꯛꯄꯒꯤ ꯚꯤꯖꯨꯑꯦꯜ ꯏꯃꯦꯖ ꯑꯃꯥ ꯁꯦꯝꯃꯤ꯫ ꯈꯨꯗꯣꯡꯆꯥꯕ ꯈꯔꯥ ꯐꯥꯎꯕ ꯄꯤꯕ ꯄꯥꯝꯗꯕ ꯍꯥꯏꯕꯁꯤꯅ ꯁ꯭ꯇꯔꯤꯠꯂꯥꯏꯠꯁꯤꯡꯒꯤ ꯄꯔꯁꯣꯅꯤꯐꯤꯀꯦꯁꯟ ꯏꯃꯦꯖ ꯑꯃꯥ ꯁꯦꯝꯃꯤ, ꯃꯈꯣꯏꯅꯥ ꯄꯥꯝꯗꯕ ꯑꯃꯁꯨꯡ ꯑꯀꯟꯕ ꯃꯤꯑꯣꯏꯁꯤꯡꯒꯨꯝꯅꯥ꯫ ꯑꯃꯪꯕꯗꯥ ꯅꯥ ꯑꯀꯣꯏꯕꯗ ꯂꯩꯔꯤꯕ ꯑꯍꯥꯡꯕ ꯑꯃꯁꯨꯡ ꯃꯉꯥꯜ ꯂꯩꯇꯕꯒꯤ ꯚꯤꯖꯨꯑꯦꯜ ꯏꯃꯦꯖ ꯑꯃꯥ ꯁꯦꯝꯃꯤ꯫ ꯑꯗꯣꯝꯒꯤ ꯋꯥꯍꯩꯗ, ꯁꯁ꯭ꯇꯦꯅꯦꯕꯤꯂꯤꯇꯤꯒꯤ ꯃꯇꯥꯡꯗ ꯋꯥꯐꯝ ꯊꯝꯃꯨ꯫ ꯁꯁ꯭ꯇꯦꯅꯦꯕꯤꯂꯤꯇꯤ ꯍꯥꯏꯕꯁꯤ ꯇꯨꯡꯒꯤ ꯃꯤꯔꯣꯜꯁꯤꯡꯅꯁꯨ ꯃꯈꯣꯏꯒꯤ ꯗꯔꯀꯥꯔ ꯑꯣꯏꯕꯁꯤꯡ ꯑꯗꯨ ꯁꯣꯏꯗꯅ ꯐꯪꯍꯟꯕ ꯉꯝꯍꯟꯕꯒ ꯂꯣꯏꯅꯅꯥ ꯍꯧꯖꯤꯛ ꯂꯩꯔꯤꯕ ꯃꯤꯁꯤꯡꯒꯤ ꯃꯊꯧ ꯇꯥꯕꯁꯤꯡ ꯑꯗꯨ ꯐꯪꯍꯟꯕ ꯉꯝꯕ ꯃꯑꯣꯡꯗ ꯔꯤꯁꯣꯔꯁꯁꯤꯡ ꯁꯤꯖꯤꯟꯅꯕꯒꯤ ꯊꯧꯑꯣꯡꯕꯨ ꯈꯪꯅꯩ꯫ ꯃꯁꯤꯗ ꯃꯇꯝ ꯁꯥꯡꯅ ꯆꯠꯅꯕ ꯌꯥꯕ ꯑꯃꯁꯨꯡ ꯇꯪꯗꯨ ꯂꯩꯇꯥꯕ ꯉꯝꯅꯕ ꯁꯦꯜ-ꯊꯨꯝꯒꯤ, ꯈꯨꯟꯅꯥꯏꯒꯤ ꯑꯃꯁꯨꯡ ꯑꯀꯣꯏꯕꯒꯤ ꯐꯤꯕꯝꯒꯤ ꯋꯥꯐꯝꯁꯤꯡ ꯕꯦꯂꯦꯟꯁ ꯇꯧꯕ ꯌꯥꯎꯔꯤ꯫ ꯇꯁꯦꯡꯕꯗꯤ ꯃꯁꯤꯅꯥ ꯑꯩꯈꯣꯏꯒꯤ ꯁꯦꯟꯃꯤꯠꯂꯣꯟꯒꯤ ꯃꯅꯨꯡꯗ ꯍꯤꯡꯕ ꯑꯃꯁꯨꯡ ꯄ꯭ꯂꯥꯅꯦꯠ ꯑꯃꯁꯨꯡ ꯃꯁꯤꯒꯤ ꯏꯀꯣꯁꯤꯁ꯭ꯇꯦꯝꯗ ꯑꯩꯈꯣꯏꯅꯥ ꯄꯤꯔꯤꯕ ꯁꯥꯐꯨ ꯑꯗꯨꯒꯤ ꯃꯇꯥꯡꯗ ꯋꯥꯈꯜ ꯇꯥꯕ ꯍꯥꯏꯕꯅꯤ, ꯃꯗꯨꯅ ꯑꯩꯈꯣꯏꯅ ꯂꯥꯛꯀꯗꯧꯔꯤꯕ ꯃꯤꯔꯣꯜꯁꯤꯡꯒꯤꯗꯃꯛ ꯍꯛꯆꯥꯡ ꯐꯕꯥ ꯑꯃꯁꯨꯡ ꯍꯤꯡꯅꯕ ꯌꯥꯕ ꯃꯥꯂꯦꯝ ꯑꯃꯥ ꯊꯝꯒꯅꯤ꯫ ꯕ꯭ꯂꯦꯡ ꯑꯗꯨ ꯃꯄꯨꯡ ꯐꯥꯍꯟꯅꯕꯥ ꯑꯆꯨꯝꯕꯥ ꯋꯥꯍꯩ ꯑꯗꯨ ꯈꯜꯂꯨ꯫ ꯂꯦꯞꯇꯣꯞ ꯑꯃ꯫ ꯑꯗꯣꯝꯒꯤ ꯗꯔꯀꯥꯔ ꯑꯣꯏꯕꯁꯤꯡꯗꯥ ꯌꯨꯝꯐꯝ ꯑꯣꯏꯔꯒꯥ, ꯑꯐꯕ ꯄ꯭ꯔꯣꯁꯦꯁꯤꯡ ꯄꯥꯋꯔ ꯑꯃꯁꯨꯡ ꯑꯗꯣꯝꯒꯤ ꯗꯣꯀꯨꯃꯦꯟꯇꯁꯤꯡ, ꯐꯣꯇꯣꯁꯤꯡ, ꯑꯃꯁꯨꯡ ꯃ꯭ꯌꯨꯖꯤꯛꯀꯤꯗꯃꯛ ꯁ꯭ꯇꯣꯔꯦꯖ ꯁ꯭ꯄꯦꯁ ꯌꯥꯝꯅ ꯂꯩꯕ ꯂꯦꯞꯇꯣꯞ ꯑꯃꯥ ꯈꯟꯅꯅꯕ ꯑꯩꯅ ꯄꯥꯎꯇꯥꯛ ꯄꯤꯔꯤ꯫ ꯀꯔꯤꯒꯨꯝꯕ ꯅꯍꯥꯛꯅ ꯃꯁꯤ ꯊꯕꯛꯇ ꯁꯤꯖꯤꯟꯅꯅꯕ ꯊꯧꯔꯥꯡ ꯇꯧꯔꯕꯗꯤ, ꯅꯨꯡꯉꯥꯏꯕ ꯀꯤꯕꯣꯔꯗ ꯑꯃꯁꯨꯡ ꯑꯐꯕꯥ ꯕꯦꯠꯇꯔꯤ ꯂꯥꯏꯐ ꯑꯃꯁꯨ ꯀꯥꯟꯅꯕ ꯑꯣꯏꯕ ꯌꯥꯏ꯫